ꯑꯦꯁꯄꯦꯔꯥꯟꯇꯣ ꯑꯁꯤ ꯑꯦꯜ. ꯑꯦꯜ. ꯖꯥꯃꯦꯟꯍꯣꯐꯅ ꯁꯦꯝꯈꯤꯕ ꯀꯟꯁꯇ꯭ꯔꯛꯁꯟ ꯏꯟꯇꯔꯅꯦꯁꯅꯦꯜ ꯑꯣꯛꯁꯤꯖꯦꯟ ꯂꯦꯡꯒꯨ꯭ꯏꯖ ꯑꯃꯅꯤ, ꯃꯁꯤ ꯂꯤꯁꯤꯡꯑꯃ ꯆꯥꯅꯤꯄꯥꯜ ꯃꯔꯤꯐꯨꯇꯔꯦꯠ ꯇ ꯐꯣꯡꯈꯤꯕꯅꯤ, ꯃꯁꯤ ꯏꯟꯇꯔꯅꯦꯁꯅꯦꯜ ꯀꯝꯃ꯭ꯌꯨꯅꯤꯀꯦꯁꯟ ꯂꯥꯏꯊꯣꯛꯍꯟꯅꯕ ꯑꯃꯁꯨꯡ ꯇꯣꯉꯥꯟ ꯇꯣꯉꯥꯟꯕ ꯀꯜꯆꯔ ꯑꯃꯁꯨꯡ ꯂꯣꯜꯁꯤꯡꯒꯤ ꯃꯤꯑꯣꯏꯁꯤꯡꯒꯤ ꯃꯔꯛꯇ ꯂꯧꯁꯤꯡ ꯍꯦꯟꯒꯠꯍꯟꯅꯕ ꯄꯥꯟꯗꯝꯗ ꯇꯔꯥꯅꯤꯄꯥꯜ ꯁꯨꯕ ꯆꯍꯤꯆꯒꯤ ꯑꯔꯣꯏꯕꯗ ꯁꯦꯝꯈꯤꯕꯅꯤ꯫ ꯑꯦꯁꯄꯦꯔꯥꯟꯇꯣ ꯑꯁꯤ ꯍꯣꯕꯤꯁꯁꯤꯡ, ꯂꯤꯡꯒꯨꯏꯖꯁꯤꯡ ꯑꯃꯁꯨꯡ ꯑꯦꯁꯄꯦꯔꯥꯟꯇꯣ ꯀꯝꯃ꯭ꯌꯨꯅꯤꯇꯤꯒꯤ ꯃꯤꯍꯨꯠꯁꯤꯡꯅ ꯇꯣꯉꯥꯟ ꯇꯣꯉꯥꯟꯕ ꯄꯥꯟꯗꯝꯁꯤꯡꯗ ꯁꯤꯖꯤꯟꯅꯩ, ꯃꯗꯨꯒꯤ ꯃꯅꯨꯡꯗ ꯆꯠꯊꯣꯛ-ꯆꯠꯁꯤꯟ, ꯀꯜꯆꯔꯦꯜ ꯑꯦꯛꯁꯆꯦꯟꯖ, ꯑꯃꯁꯨꯡ ꯏꯟꯇꯔꯅꯦꯁꯅꯦꯜ ꯀꯣꯔꯁꯔꯦꯟꯁ ꯌꯥꯎꯔꯤ꯫ ꯁꯦꯃꯤ ꯇꯔꯥꯒꯤ ꯁꯥꯏꯗ ꯂꯦꯡꯗꯅ ꯂꯩꯕ ꯆꯥꯡ ꯅꯥꯏꯅ ꯄꯦꯟꯇꯥꯒꯣꯟ ꯑꯃꯒꯤ ꯑꯦꯔꯤꯌꯥ ꯑꯗꯨ ꯂꯦꯞꯊꯣꯛꯎ꯫ ꯇꯦꯟ ꯁꯦꯃꯤ ꯆꯥꯡ ꯅꯥꯏꯅ ꯄꯦꯟꯇꯥꯒꯣꯟ ꯑꯃꯗ ꯃꯥꯟꯅꯕ ꯃꯥꯏꯀꯩ ꯃꯉꯥ ꯑꯃꯁꯨꯡ ꯃꯅꯨꯡꯒꯤ ꯑꯦꯡꯒꯜꯁꯤꯡ ꯂꯩ꯫ ꯆꯥꯡ ꯅꯥꯏꯅ ꯄꯦꯟꯇꯥꯒꯣꯟ ꯑꯃꯒꯤ ꯑꯦꯔꯤꯌꯥ ꯊꯤꯅꯕꯒꯤ ꯄꯥꯝꯕꯩ ꯑꯃꯗꯤ ꯃꯁꯤꯕꯨ ꯀꯟꯒ꯭ꯔꯨꯌꯦꯟꯠ ꯑꯥꯏꯁꯣꯁꯦꯜ ꯇ꯭ꯔꯥꯏꯑꯦꯡꯒꯜ ꯃꯉꯥꯗ ꯈꯥꯏꯗꯣꯛꯄꯅꯤ, ꯃꯈꯣꯏ ꯈꯨꯗꯤꯡꯃꯛꯀꯤ ꯕꯦꯖ ꯂꯦꯡꯗꯅ ꯂꯩꯕ ꯑꯁꯤ ꯄꯦꯟꯇꯥꯒꯣꯟꯒꯤ ꯃꯄꯥꯟ ꯊꯪꯕ ꯁꯔꯨꯛ ꯑꯗꯨꯒ ꯃꯥꯟꯅꯩ꯫ ꯄꯦꯟꯇꯥꯒꯣꯟꯒꯤ ꯑꯦꯔꯤꯌꯥ ꯑꯁꯤ ꯇ꯭ꯔꯥꯏꯑꯦꯡꯒꯜ ꯑꯃꯒꯤ ꯑꯦꯔꯤꯌꯥꯗꯒꯤ ꯁꯔꯨꯛ ꯃꯉꯥ ꯍꯦꯜꯂꯤ꯫ ꯄꯦꯟꯇꯥꯒꯣꯅꯒꯤ ꯑꯄꯤꯕ ꯁꯥꯏꯗ ꯂꯦꯡꯗꯅ ꯂꯩꯕ ꯑꯁꯤ ꯁꯦꯃꯤ ꯄꯦꯟꯇꯥꯒꯣꯟꯒꯤ ꯑꯦꯄꯣꯊꯦꯝ ꯑꯁꯤ ꯑꯥꯏꯁꯣꯁꯦꯂꯤꯁ ꯇ꯭ꯔꯥꯏꯑꯦꯡꯒꯜ ꯑꯃꯒꯤ ꯑꯋꯥꯡꯕ ꯑꯁꯤꯅꯤ꯫ ꯀꯝꯄ꯭ꯌꯨꯇꯔ ꯁꯥꯏꯟꯁꯀꯤ ꯃꯇꯥꯡꯗ "ꯑꯦꯜꯒꯣꯔꯤꯊꯝ" ꯍꯥꯏꯕ ꯋꯥꯍꯩ ꯑꯁꯤ ꯊꯤꯖꯤꯜꯂꯨ꯫ ꯀꯝꯄ꯭ꯌꯨꯇꯔ ꯁꯥꯏꯟꯁꯇ, ꯑꯦꯜꯒꯣꯔꯤꯊꯝ ꯍꯥꯏꯕꯁꯤ ꯑꯀꯛꯅꯕ ꯄ꯭ꯔꯣꯕ꯭ꯂꯦꯝ ꯑꯃ ꯁꯣꯜꯕ ꯇꯧꯅꯕ ꯅꯠꯇ꯭ꯔꯒ ꯑꯀꯛꯅꯕ ꯊꯕꯛ ꯑꯃ ꯄꯥꯡꯊꯣꯛꯅꯕꯒꯤꯗꯃꯛ ꯌꯥꯝꯅ ꯀꯨꯞꯅ ꯁꯦꯝꯗꯣꯛ-ꯁꯦꯝꯖꯤꯟ ꯇꯧꯔꯕ ꯏꯟꯁꯇ꯭ꯔꯛꯁꯟ ꯅꯠꯇ꯭ꯔꯒ ꯄ꯭ꯔꯣꯁꯤꯗ꯭ꯌꯨꯑꯣꯔꯁꯤꯡꯒꯤ ꯁꯦꯠ ꯑꯃꯅꯤ꯫ ꯃꯁꯤ ꯏꯟꯄꯨꯠꯁꯤꯡꯒꯤ ꯁꯦꯠ ꯑꯃ ꯂꯧꯗꯨꯅ ꯑꯥꯎꯠꯄꯨꯠ ꯑꯃ ꯄꯨꯊꯣꯛꯄ ꯈꯣꯡꯊꯥꯡ ꯈꯨꯗꯤꯡꯒꯤ ꯀꯝꯄ꯭ꯌꯨꯇꯦꯁꯅꯦꯜ ꯃꯦꯊꯗ ꯑꯃꯅꯤ, ꯃꯁꯤ ꯑꯌꯥꯝꯕꯅ ꯄ꯭ꯔꯣꯒ꯭ꯔꯥꯃꯤꯡ ꯂꯦꯡꯒꯨ꯭ꯏꯖ ꯑꯃꯗ ꯏꯝꯄ꯭ꯂꯤꯃꯦꯟꯇ ꯇꯧꯕ ꯌꯥꯕ ꯑꯦꯛꯁꯟꯁꯤꯡ ꯅꯠꯇ꯭ꯔꯒ ꯑꯣꯄꯔꯦꯁꯟꯁꯤꯡꯒꯤ ꯁꯤꯀꯨ꯭ꯌꯦꯟꯁ ꯑꯃ ꯑꯣꯏꯅ ꯐꯣꯡꯗꯣꯛꯏ꯫ ꯑꯦꯜꯒꯣꯔꯤꯊꯝꯁꯤꯡ ꯑꯁꯤ ꯏꯐꯦꯛꯇꯤꯕ, ꯏꯐꯤꯁꯤꯌꯦꯟꯠ ꯑꯃꯁꯨꯡ ꯑꯅꯝꯕꯤꯒ꯭ꯌ ꯑꯣꯏꯅ ꯁꯦꯝꯈꯤꯕꯅꯤ ꯑꯃꯁꯨꯡ ꯃꯁꯤ ꯀꯝꯄ꯭ꯌꯨꯇꯔ ꯄ꯭ꯔꯣꯒ꯭ꯔꯥꯝꯁꯤꯡ ꯑꯃꯁꯨꯡ ꯁꯣꯐꯋꯦꯌꯔ ꯑꯦꯄ꯭ꯂꯤꯀꯦꯁꯟꯁꯤꯡꯒꯤ ꯌꯨꯝꯐꯝꯅꯤ꯫ ꯃꯁꯤ ꯏꯆꯝ ꯆꯝꯕ ꯁꯦꯜ ꯁ꯭ꯀꯔꯤꯞ ꯑꯃꯅꯤ꯫ ꯆꯦꯛ ꯇꯧꯅꯕ ꯐꯥꯏꯜ ꯑꯗꯨ ꯗꯤꯐꯥꯏꯟ ꯇꯧꯔꯣ꯫ ꯐꯥꯏꯜ ꯑꯗꯨ ꯂꯩꯕ꯭ꯔꯥ ꯍꯥꯏꯕꯗꯨ ꯆꯦꯛ ꯇꯧꯔꯣ ꯀꯔꯤꯒꯨꯝꯕ ꯑꯗꯨꯗꯒꯤ ꯐꯥꯏꯜ ꯂꯩꯔꯦ꯫ ꯐꯥꯏꯜ ꯂꯩꯇꯦ ꯁ꯭ꯀꯔꯤꯞ ꯑꯁꯤ ꯑꯦꯛꯁꯦꯁꯤꯕꯜ ꯑꯣꯏꯍꯟꯅꯕ, ꯃꯁꯤ ꯐꯥꯏꯜ ꯑꯃꯗ (ꯈꯨꯗꯝ ꯑꯣꯏꯅꯥ ) ꯁꯦꯚ ꯇꯧ ꯑꯃꯁꯨꯡ ꯃꯗꯨꯒꯤ ꯃꯇꯨꯡꯗ ꯃꯁꯤ ꯑꯦꯛꯁꯦꯁꯤꯕꯜ ꯑꯣꯏꯍꯟꯅꯕ, ꯀꯃꯥꯟꯗ ꯔꯟ ꯇꯧ, ꯃꯗꯨꯒꯤ ꯃꯇꯨꯡꯗꯥ ꯁ꯭ꯀꯔꯤꯞ ꯑꯗꯨ ꯆꯠꯅꯕ ꯀꯃꯥꯟꯗ ꯂꯥꯏꯟꯗ ꯑꯦꯟꯇꯔ ꯇꯧꯔꯣ ꯃꯁꯤ ꯏꯆꯝ ꯆꯝꯕ ꯈꯨꯗꯝ ꯑꯃꯈꯛꯇꯅꯤ ꯑꯗꯨꯕꯨ ꯁꯦꯜꯂ ꯁ꯭ꯀꯔꯤꯞꯁꯤꯡ ꯑꯁꯤ ꯃꯊꯧ ꯇꯥꯕꯒꯤ ꯃꯇꯨꯡꯏꯟꯅ ꯀꯝꯄ꯭ꯂꯦꯛꯁ ꯑꯣꯏꯕ ꯌꯥꯏ, ꯑꯃꯁꯨꯡ ꯂꯨꯞꯁꯤꯡ, ꯀꯟꯗꯤꯁꯅꯦꯜ ꯁ꯭ꯇꯦꯠꯃꯦꯟꯠꯁꯤꯡ, ꯐꯪꯁꯟ ꯗꯦꯐꯤꯅꯤꯁꯟꯁꯤꯡ ꯑꯃꯁꯨꯡ ꯑꯇꯩ ꯀꯌꯥ ꯌꯥꯎꯕ ꯌꯥꯏ꯫ ꯑꯄꯤꯕ ꯖꯤꯟ ꯑꯗꯨꯒꯤꯗꯃꯛ ꯂꯥꯏꯔꯤꯛ ꯃꯉꯥ ꯒꯤ ꯂꯤꯁ ꯑꯃ ꯁꯦꯝꯃꯨ꯫ ꯁꯥꯏ-ꯐꯥꯏ: ꯐ꯭ꯔꯥꯡꯛ ꯍꯔꯕꯔꯠꯅ ꯏꯕ "ꯗ꯭ꯌꯨꯟ", ꯗꯒ꯭ꯂꯁ ꯑꯦꯗꯝꯁꯅ ꯏꯕ "ꯗꯤ ꯍꯤꯠꯆꯤꯀꯔꯁ ꯒꯥꯏꯗ ꯇꯨ ꯗ ꯒꯦꯂꯦꯛꯁꯤ", ꯑꯣꯔꯁꯟ ꯁ꯭ꯀꯣꯠ ꯀꯥꯔꯗꯀꯤ "ꯑꯦꯟꯗꯔꯁ ꯒꯦꯝ", ꯑꯩꯆ. ꯖꯤ ꯑꯣꯔꯋꯦꯜ ꯍꯥꯏꯅ ꯀꯧꯏ꯫ ꯕꯤ ꯃꯥꯏꯅꯣꯔꯒꯤ ꯀꯤꯗ ꯏꯁꯩ ꯑꯃ ꯁꯦꯝꯃꯨ꯫ ꯃꯈꯥꯗ ꯄꯤꯔꯤꯕꯥ ꯋꯥꯍꯩ ꯑꯁꯤ ꯐꯣꯔꯃꯦꯜ ꯅꯠꯇ꯭ꯔꯒ ꯏꯟꯐꯣꯔꯃꯦꯜ ꯑꯣꯏꯕ꯭ꯔꯥ ꯍꯥꯏꯕꯗꯨ ꯈꯪꯗꯣꯛꯎ꯫ "ꯐꯣꯔꯃꯦꯜ" ꯅꯠꯇ꯭ꯔꯒ "ꯏꯅꯐꯣꯔꯃꯦꯜ" ꯍꯥꯏꯅ ꯑꯥꯎꯠꯄꯨꯠ ꯇꯧꯕ꯫ ꯁꯨꯞ, ꯃꯇꯧ ꯀꯔꯝꯅ ꯆꯠꯊꯔꯤꯕꯅꯣ? ꯏꯟꯐꯣꯔꯃꯦꯜ ꯑꯣꯏꯕ꯫ ꯍꯧꯈꯤꯕ ꯆꯍꯤ ꯃꯉꯥꯗ ꯐꯤꯜꯝ ꯁ꯭ꯇꯔꯤꯃꯤꯡ ꯇ꯭ꯔꯦꯟꯗ ꯑꯗꯨ ꯐꯣꯡꯗꯣꯛꯄꯤꯌꯨ꯫ ꯍꯧꯈꯤꯕ ꯆꯍꯤ ꯃꯉꯥ ꯑꯁꯤꯗ ꯐꯤꯜꯝ ꯁ꯭ꯇꯔꯤꯃꯤꯡ ꯏꯟꯗꯁꯇꯔꯤꯅ ꯑꯆꯧꯕ ꯒ꯭ꯔꯣꯊ ꯑꯃ ꯎꯕ ꯐꯪꯂꯦ, ꯃꯤꯌꯥꯝꯅ ꯃꯤꯗꯤꯌꯥ ꯁꯤꯖꯤꯟꯅꯕꯒꯤ ꯃꯑꯣꯡ ꯃꯇꯧ ꯍꯣꯡꯂꯛꯂꯤ ꯑꯃꯁꯨꯡ ꯑꯦꯟꯇꯔꯇꯦꯟꯃꯦꯟꯠ ꯏꯟꯗꯁ꯭ꯠꯔꯤꯒꯤ ꯂꯝꯗꯝ ꯑꯁꯤ ꯍꯣꯡꯗꯣꯛꯂꯦ꯫